ꯑꯦꯃꯔꯖꯦꯟꯁꯤ ꯔꯦꯁꯄꯣꯟꯁꯀꯤ ꯊꯤꯝꯗ ꯁꯥꯏꯕꯔꯁꯦꯀ꯭ꯌꯨꯔꯤꯇꯤ ꯄ꯭ꯔꯣꯖꯦꯛ ꯑꯃꯒꯤꯗꯃꯛ ꯋꯥꯈꯜꯂꯣꯟ ꯃꯉꯥ ꯕ꯭ꯔꯦꯟꯁ꯭ꯇꯣꯔꯝ ꯇꯧꯕ꯫ ꯗꯤꯖꯥꯁꯇꯔ ꯔꯤꯀꯣꯚꯔꯤ ꯄ꯭ꯂꯦꯠꯐꯣꯔꯝ ꯑꯃ ꯁꯦꯝꯒꯠꯄ: ꯕꯤꯖꯤꯅꯦꯁꯁꯤꯡꯅ ꯑꯦꯃꯔꯖꯦꯟꯁꯤ ꯁꯥꯏꯕꯔ ꯏꯟꯁꯤꯗꯦꯟꯠꯁꯤꯡꯗꯒꯤ ꯊꯨꯅ ꯐꯒꯠꯂꯛꯄꯗ ꯃꯇꯦꯡ ꯄꯥꯡꯅꯕ ꯄꯨꯝꯅꯃꯛ ꯌꯥꯎꯕ ꯄ꯭ꯂꯦꯠꯐꯣꯔꯝ ꯑꯃ ꯁꯦꯝꯒꯠꯅꯕ ꯄꯥꯟꯗꯝ ꯊꯝꯂꯤꯕ ꯄ꯭ꯔꯣꯖꯦꯛ ꯑꯃꯅꯤ꯫ ꯄ꯭ꯂꯦꯠꯐꯣꯝ ꯑꯁꯤꯗ ꯗꯦꯇꯥ ꯕꯦꯛꯑꯞꯀꯤ ꯈꯨꯠꯂꯥꯏꯁꯤꯡ, ꯑꯣꯔꯒꯅꯥꯏꯖ ꯇꯧꯔꯕ ꯔꯤꯀꯣꯚꯔꯤ ꯄ꯭ꯂꯥꯟ ꯑꯃ, ꯑꯃꯁꯨꯡ ꯑꯊꯨꯕ ꯑꯃꯁꯨꯡ ꯏꯐꯦꯛꯇꯤꯕ ꯑꯣꯏꯕ ꯑꯦꯛꯁꯟꯒꯤꯗꯃꯛ ꯔꯤꯑꯦꯜ-ꯇꯥꯏꯝ ꯑꯦꯂꯔꯠꯁꯤꯡ ꯌꯥꯎꯒꯅꯤ꯫ ꯏꯃꯔꯖꯦꯟꯁꯤ ꯁꯥꯏꯕꯔ ꯇ꯭ꯔꯦꯅꯤꯡ: ꯏꯃꯔꯖꯦꯟꯁꯤꯒꯤ ꯐꯤꯚꯝꯁꯤꯡ ꯀꯔꯝꯅ ꯊꯦꯡꯅꯒꯗꯒꯦ ꯍꯥꯏꯕꯒꯤ ꯃꯇꯥꯡꯗ ꯁꯥꯏꯕꯔꯁꯦꯀ꯭ꯌꯨꯔꯤꯇꯤ ꯁ꯭ꯄꯦꯁꯤꯑꯦꯂꯤꯁꯁꯤꯡꯗ ꯑꯄꯨꯟꯕ ꯇ꯭ꯔꯦꯅꯤꯡ ꯄꯤꯕꯗ ꯃꯤꯠꯌꯦꯡ ꯊꯝꯕ ꯊꯧꯔꯥꯡ ꯑꯃꯅꯤ꯫ ꯄ꯭ꯔꯣꯖꯦꯛ ꯑꯁꯤꯅ ꯄ꯭ꯔꯣꯐꯦꯁꯅꯦꯜꯁꯤꯡꯅ ꯏꯟꯁꯤꯗꯦꯟꯠ ꯔꯦꯁꯄꯣꯟꯁ ꯑꯃꯁꯨꯡ ꯃꯇꯝ ꯆꯥꯅ ꯀ꯭ꯔꯥꯏꯁꯤꯁ ꯔꯤꯖꯣꯂꯨꯁꯟ ꯇꯧꯕꯗ ꯃꯈꯣꯏꯒꯤ ꯍꯩꯁꯤꯡꯕ ꯍꯦꯟꯒꯠꯍꯟꯕꯗ ꯃꯇꯦꯡ ꯄꯥꯡꯅꯕ ꯇ꯭ꯔꯥꯏꯜꯁꯤꯡ ꯑꯃꯁꯨꯡ ꯁꯤꯃꯨꯂꯦꯁꯟꯁꯤꯡ ꯄꯥꯡꯊꯣꯛꯄ ꯌꯥꯎꯒꯅꯤ꯫ ꯁꯥꯏꯕꯔꯁꯦꯀ꯭ꯌꯨꯔꯤꯇꯤ ꯏꯃꯔꯖꯦꯟꯁꯤ ꯔꯦꯁꯄꯣꯟꯁ ꯑꯦꯞ: ꯏꯃꯔꯖꯦꯟꯁꯤꯒꯤ ꯃꯇꯝꯗ ꯌꯨꯖꯔꯁꯤꯡꯕꯨ ꯁꯥꯏꯕꯔꯁꯦꯀ꯭ꯌꯨꯔꯤꯇꯤ ꯑꯦꯛꯁꯄꯔꯠꯁꯤꯡꯒ ꯁꯝꯅꯍꯟꯕ ꯉꯝꯕ ꯃꯣꯕꯥꯏꯜ ꯑꯦꯞ ꯑꯃ ꯁꯦꯃꯒꯠꯅꯕ ꯋꯥꯈꯜꯂꯣꯟ ꯑꯃꯅꯤ꯫ ꯂꯥꯏꯕ ꯆꯦꯠ, ꯔꯤꯃꯣꯠ ꯑꯦꯁꯤꯁꯇꯦꯟꯁ, ꯑꯃꯁꯨꯡ ꯊꯧꯗꯣꯛꯁꯤꯡ ꯈꯨꯗꯛꯇ ꯔꯤꯄꯣꯔꯠ ꯇꯧꯕ ꯉꯝꯕ ꯑꯁꯤꯒꯨꯝꯕ ꯐꯤꯆꯔꯁꯤꯡꯒ ꯂꯣꯏꯅꯅ ꯑꯦꯞ ꯑꯁꯤꯅ ꯁꯥꯏꯕꯔ ꯊ꯭ꯔꯦꯠꯁꯤꯡ ꯊꯦꯡꯅꯔꯤꯕ ꯃꯤꯑꯣꯏꯁꯤꯡꯒꯤ ꯄꯨꯟꯁꯤ ꯀꯟꯕ ꯑꯃ ꯑꯣꯏꯕ ꯌꯥꯏ꯫ ꯏꯃꯔꯖꯦꯟꯁꯤ ꯁꯥꯏꯕꯔꯁꯦꯀ꯭ꯌꯨꯔꯤꯇꯤꯒꯤꯗꯃꯛ ꯏꯟꯐ꯭ꯔꯥꯁ꯭ꯇꯔꯛꯆꯔ ꯑꯞꯒ꯭ꯔꯦꯗ ꯇꯧꯕ: ꯕꯤꯖꯤꯅꯦꯁ ꯅꯠꯇ꯭ꯔꯒ ꯑꯣꯔꯒꯥꯅꯥꯏꯖꯦꯁꯟ ꯑꯃꯒꯤ ꯁꯥꯏꯕꯔꯁꯦꯀ꯭ꯌꯨꯔꯤꯇꯤ ꯐ꯭ꯔꯦꯝꯋꯥꯔꯛꯇ ꯏꯟꯐ꯭ꯔꯥꯁ꯭ꯇꯔꯛꯆꯔꯒꯤ ꯑꯍꯣꯡꯕ ꯄꯨꯔꯛꯅꯕ ꯄꯥꯟꯗꯝ ꯊꯝꯂꯤꯕ ꯄ꯭ꯔꯣꯖꯦꯛ ꯑꯃꯅꯤ꯫ ꯃꯁꯤꯗ ꯑꯍꯣꯡꯕ ꯐꯥꯏꯌꯔꯋꯥꯜꯁꯤꯡ, ꯑꯦꯟꯇꯤꯚꯥꯏꯔꯁ ꯁꯣꯐꯋꯥꯌꯔꯁꯤꯡ, ꯑꯃꯁꯨꯡ ꯏꯟꯇ꯭ꯔꯨꯁꯟ ꯗꯤꯇꯦꯛꯁꯟ ꯁꯤꯁꯇꯦꯝꯁꯤꯡ ꯏꯝꯄ꯭ꯂꯤꯃꯦꯟꯠ ꯇꯧꯕ, ꯑꯣꯔꯒꯥꯅꯥꯏꯖꯦꯁꯟ ꯑꯃꯕꯨ ꯑꯦꯃꯔꯖꯦꯟꯁꯤ ꯁꯥꯏꯕꯔ ꯏꯟꯐꯤꯗꯦꯟꯠꯁꯤꯡ ꯊꯤꯡꯕ ꯑꯃꯁꯨꯡ ꯍꯟꯊꯍꯟꯕ ꯉꯝꯍꯟꯕ ꯌꯥꯏ꯫ ꯏꯃꯔꯖꯦꯟꯁꯤ ꯔꯦꯁ꯭ꯄꯣꯟꯁ ꯁꯥꯏꯕꯔꯁꯦꯀ꯭ꯌꯨꯔꯤꯇꯤ ꯄ꯭ꯂꯦꯕꯨꯛ: ꯑꯦꯃꯔꯖꯦꯟꯁꯤ ꯏꯟꯁꯤꯗꯦꯟꯠ ꯔꯦꯁꯄꯣꯟꯁꯀꯤ ꯃꯇꯥꯡꯗ ꯑꯄꯨꯟꯕ ꯃꯦꯅ꯭ꯌꯨꯑꯦꯜ ꯑꯃ ꯁꯦꯝꯅꯕ ꯍꯣꯠꯅꯕ ꯑꯃꯅꯤ꯫ ꯄ꯭ꯂꯦꯕꯨꯛ ꯑꯁꯤꯅ ꯈꯨꯗꯛꯀꯤ ꯑꯣꯏꯕ ꯈꯣꯡꯊꯥꯡꯁꯤꯡ, ꯊꯧꯗꯣꯛ ꯔꯤꯄꯣꯔꯠ ꯇꯧꯕꯒꯤ ꯄ꯭ꯔꯣꯇꯣꯀꯣꯜꯁꯤꯡ, ꯔꯤꯁ꯭ꯛ ꯑꯦꯁꯦꯁꯃꯦꯟꯠꯀꯤ ꯊꯧꯑꯣꯡꯁꯤꯡ, ꯑꯃꯁꯨꯡ ꯐꯒꯠꯂꯛꯄꯒꯤ ꯊꯧꯑꯣꯡꯁꯤꯡꯒꯤ ꯃꯇꯥꯡꯗ ꯒꯥꯏꯗꯂꯥꯏꯟꯁꯤꯡ ꯄꯤꯒꯅꯤ꯫ ꯑꯁꯤꯒꯨꯝ ꯔꯤꯁꯣꯔꯁ ꯑꯁꯤꯅ ꯑꯣꯔꯒꯥꯅꯥꯏꯖꯦꯁꯟꯁꯤꯡꯕꯨ ꯁꯥꯏꯕꯔ ꯊ꯭ꯔꯦꯠꯁꯤꯡꯒꯤ ꯏꯐꯤꯁꯤꯑꯦꯟꯠ ꯑꯃꯁꯨꯡ ꯊꯨꯅ ꯔꯦꯁꯄꯣꯟꯁ ꯑꯃ ꯄꯨꯔꯛꯄꯗ ꯃꯇꯦꯡ ꯄꯥꯡꯕꯗ ꯃꯃꯜ ꯌꯥꯝꯂꯕ ꯑꯣꯏꯕ ꯌꯥꯏ꯫ ꯀꯁꯇꯃꯔ ꯁꯔꯚꯤꯁ ꯔꯦꯞ ꯑꯃꯅ ꯃꯈꯣꯏꯒꯤ ꯄ꯭ꯔꯗꯛꯇ ꯑꯗꯨꯒꯤ ꯃꯇꯥꯡꯗ ꯐꯤꯗꯕꯦꯛ ꯈꯣꯝꯖꯤꯜꯂꯤꯕ ꯀꯁꯇꯃꯔ ꯑꯃꯗ ꯍꯪꯂꯛꯄ ꯌꯥꯕ ꯋꯥꯍꯪ ꯃꯉꯥ ꯖꯦꯅꯦꯔꯦꯠ ꯇꯧ꯫ ꯑꯃ ꯗꯒꯤ ꯇꯔꯥ ꯐꯥꯎꯕꯒꯤ ꯁ꯭ꯀꯦꯜꯗ, ꯑꯩꯈꯣꯏꯒꯤ ꯄꯣꯠꯊꯣꯛ ꯑꯁꯤꯒꯤ ꯃꯇꯥꯡꯗ ꯑꯗꯣꯝꯅ ꯀꯌꯥ ꯌꯥꯝꯅ ꯅꯨꯡꯉꯥꯏꯕ ꯐꯥꯎꯕꯒꯦ? ꯃꯈꯣꯏꯒꯤ ꯄꯣꯠꯊꯣꯛ ꯑꯁꯤ ꯅꯍꯥꯛꯀꯤ ꯃꯔꯨꯞ ꯅꯠꯇ꯭ꯔꯒ ꯊꯕꯛ ꯇꯧꯃꯤꯟꯅꯔꯤꯕ ꯃꯤꯑꯣꯏ ꯑꯃꯗ ꯔꯤꯀꯃꯦꯟꯗ ꯇꯧꯕꯤꯒꯗ꯭ꯔꯥ? ꯀꯔꯤꯒꯤꯅꯣ ꯅꯠꯇ꯭ꯔꯒ ꯀꯔꯤꯒꯤꯅꯣ? ꯑꯩꯈꯣꯏꯒꯤ ꯄꯣꯠꯊꯣꯛ ꯑꯁꯤ ꯑꯗꯣꯝꯅ ꯃꯃꯥꯡꯗ ꯍꯣꯠꯅꯈꯤꯕ ꯃꯥꯟꯅꯕ ꯄꯣꯠꯊꯣꯛꯁꯤꯡꯒ ꯀꯔꯝꯅ ꯆꯥꯡꯗꯝꯅꯕꯒꯦ? ꯑꯩꯈꯣꯏꯒꯤ ꯄꯣꯠꯊꯣꯛ ꯑꯁꯤꯒꯤꯗꯃꯛꯇ ꯀꯔꯤ ꯑꯍꯣꯡꯕ ꯄꯨꯔꯛꯀꯗꯒꯦ, ꯀꯔꯤꯒꯨꯝꯕ ꯂꯩꯔꯕꯗꯤ, ꯑꯗꯣꯝꯅ ꯄꯥꯎꯇꯥꯛ ꯄꯤꯕꯤꯒꯅꯤ? ꯑꯩꯈꯣꯏꯒꯤ ꯄꯣꯠꯊꯣꯛ ꯅꯠꯇ꯭ꯔꯒ ꯀꯁꯇꯃꯔ ꯁꯔꯕꯤꯁꯀꯤ ꯃꯇꯥꯡꯗ ꯑꯗꯣꯝꯒꯤ ꯑꯦꯛꯁꯄ꯭ꯔꯤꯌꯦꯟꯁꯀꯤ ꯃꯇꯥꯡꯗ ꯑꯗꯣꯝꯒꯤꯗꯃꯛꯇ ꯊꯣꯏꯗꯣꯛ ꯍꯦꯟꯗꯣꯛꯄ ꯋꯥꯐꯝ ꯑꯃ ꯂꯩꯕꯔꯥ, ꯄꯣꯖꯤꯇꯤꯕ ꯑꯣꯏꯕ ꯅꯠꯇ꯭ꯔꯒ ꯅꯦꯒꯦꯇꯤꯕ ꯑꯣꯏꯕ?